ꯋꯤꯜꯂꯤꯑꯝ ꯍꯦꯅꯔꯤ ꯒꯦꯠꯁ ( ꯑꯣꯛꯇꯣꯕꯔ ꯀꯨꯟꯅꯤꯄꯥꯜ, ꯄꯣꯛꯈꯤ) ꯑꯃꯦꯔꯤꯀꯥꯒꯤ ꯁꯦꯟꯖꯥꯎ ꯄꯥꯏꯕ ꯂꯜꯂꯜꯃꯤ ꯑꯃꯅꯤ꯫ ꯃꯍꯥꯛ ꯁꯣꯐ꯭ꯇꯋꯦꯌꯔ ꯁꯦꯝꯒꯠꯄ (ꯗꯤꯚꯦꯂꯄꯔ), ꯁꯦꯜ ꯊꯥꯗꯕ ꯃꯤ(ꯏꯟꯚꯦꯁꯇꯔ), ꯑꯏꯕ ꯑꯃꯁꯨꯡ ꯌꯥꯏꯐ ꯇꯦꯡꯕꯥꯡꯂꯣꯏ (ꯐꯤꯂꯥꯟꯇ꯭ꯔꯣꯄꯤꯁ꯭ꯇ) ꯑꯃꯁꯨꯅꯤ꯫ ꯃꯍꯥꯛꯅ ꯃꯍꯥꯛꯀꯤ ꯑꯉꯥꯡ ꯑꯣꯏꯔꯤꯉꯩꯒꯤ ꯃꯔꯨꯞ ꯄꯣꯜ ꯑꯦꯂꯜꯦꯟꯒ ꯄꯨꯟꯗꯨꯅ ꯃꯥꯏꯀ꯭ꯔꯣꯁꯣꯐ꯭ꯇ ꯀꯣꯔꯄꯣꯔꯦꯁꯟ ꯂꯤꯡꯈꯠꯃꯤꯟꯅꯔꯛꯈꯤ꯫ ꯃꯥꯏꯀ꯭ꯔꯣꯁꯣꯐ꯭ꯇꯇ ꯒꯦꯠꯁꯅ ꯆꯦꯌꯔꯃꯦꯟ, ꯆꯤꯐ ꯏꯒꯖꯦꯀꯌ꯭ꯨꯇꯤꯚ ꯑꯣꯐꯤꯁꯔ (ꯁꯤꯏꯑꯣ), ꯄꯔ꯭ꯁꯤꯗꯦꯟꯠ ꯑꯃꯗꯤ ꯆꯤꯐ ꯁꯣꯐ꯭ꯇꯋꯦꯌꯔ ꯑꯥꯔꯀꯤꯇꯦꯛꯠ ꯌꯥꯎꯅ ꯇꯣꯉꯥꯟ ꯇꯣꯉꯥꯟꯕ ꯐꯝꯁꯤꯡ ꯄꯨꯔꯛꯏ꯫ ꯃꯦ ꯐꯥꯎꯕꯗꯤ ꯃꯍꯥꯛꯅ ꯈ꯭ꯋꯥꯏꯗꯒꯤ ꯆꯥꯎꯕ ꯁꯦꯌꯔꯍꯣꯜꯗꯔꯁꯨ ꯑꯣꯏꯈꯤ꯫ ꯑꯃꯗꯤ ꯒꯤ ꯃꯅꯨꯡꯗ ꯂꯥꯛꯈꯤꯕ ꯃꯥꯏꯀ꯭ꯔꯣꯀꯝꯄꯌ꯭ꯨꯇꯔꯒꯤ ꯌꯥꯑꯣꯜ ꯑꯁꯤꯗ ꯃꯤꯌꯥꯝꯅ ꯈ꯭ꯋꯥꯏꯗꯒꯤ ꯁꯛꯈꯪꯅꯈꯤꯕ ꯑꯣꯟꯇꯄ꯭ꯔꯦꯅꯌ꯭ꯨꯔꯁꯤꯡꯒꯤ ꯃꯅꯨꯡꯗ ꯕꯤꯜ ꯒꯦꯠꯁ ꯑꯁꯤꯁꯨꯅꯤ꯫ ꯕꯤꯜ ꯒꯦꯠꯁ ꯋꯥꯁꯤꯡꯇꯟꯒꯤ ꯁꯤꯌꯥꯇꯜꯗ ꯄꯣꯛꯂꯛꯈꯤ ꯃꯐꯝꯁꯤꯗ ꯑꯗꯨꯃꯛ ꯆꯥꯎꯔꯛꯈꯤ꯫ ꯏꯪ ꯗ ꯃꯥꯒ ꯑꯦꯜꯂꯦꯟꯒꯅ ꯑꯅꯧꯕ ꯃꯦꯛꯁꯤꯀꯣꯒꯤ ꯑꯜꯕꯀꯔꯀꯤꯗ ꯃꯥꯏꯀ꯭ꯔꯣꯁꯣꯐ꯭ꯇ ꯂꯤꯡꯈꯠꯈꯤ꯫ ꯃꯁꯤ ꯃꯥꯂꯦꯝꯒꯤ ꯈ꯭ꯋꯥꯏꯗꯒꯤ ꯆꯥꯎꯕ ꯄꯔꯁꯅꯦꯜ ꯀꯝꯄꯌ꯭ꯨꯇꯔ ꯁꯣꯐ꯭ꯇꯋꯦꯌꯔ ꯀꯝꯄꯦꯅꯤ ꯑꯣꯏꯔꯛꯈꯤ꯫ ꯁꯤ ꯏ ꯑꯣ ꯑꯣꯏꯕ ꯇꯣꯛꯈꯤꯕ ꯑꯗꯨꯒꯤ ꯃꯃꯥꯡ ꯐꯥꯎꯕꯗꯤ ꯒꯦꯠꯁꯅ ꯀꯝꯄꯦꯅꯤ ꯑꯁꯤꯒꯤ ꯆꯦꯌꯔꯃꯦꯟ ꯑꯃꯗꯤ ꯁꯤ ꯏ ꯑꯣ ꯑꯣꯏꯅ ꯃꯃꯥꯏ ꯆꯨꯝꯂꯛꯈꯤ꯫ ꯁꯤ ꯏ ꯑꯣ ꯑꯣꯏꯗꯔꯕꯁꯨ ꯃꯍꯥꯛꯅ ꯕꯣꯔ꯭ꯗ ꯑꯣꯐ ꯗꯤꯔꯦꯛꯇꯔꯁꯤꯡꯒꯤ ꯆꯦꯌꯔꯃꯦꯟ ꯑꯣꯏꯅ ꯂꯩꯕꯗ ꯅꯠꯇꯅ ꯆꯤꯐ ꯁꯣꯐ꯭ꯇꯋꯦꯌꯔ ꯑꯥꯔꯀꯤꯇꯦꯛꯁꯨ ꯑꯣꯏꯈꯤ꯫ ꯏꯪ ꯒꯤ ꯄꯥꯔꯤꯡ ꯆꯍꯤ ꯑꯁꯤꯒꯤ ꯑꯔꯣꯏꯕ ꯆꯍꯤ ꯈꯔꯗ ꯃꯍꯥꯛꯀꯤ ꯆꯥꯡ ꯇꯥꯟꯅꯕ ꯏꯌꯥꯎ ꯌꯥꯎꯗꯕ ꯂꯜꯂꯣꯜ ꯏꯇꯤꯛꯀꯤ ꯃꯑꯣꯡ ꯃꯇꯧ ꯑꯗꯨ ꯃꯤꯌꯥꯝꯅ ꯍꯨꯟꯗꯨꯅ ꯉꯥꯡꯅꯔꯛꯈꯤ꯫ ꯃꯤꯌꯥꯝꯅ ꯉꯥꯡꯅꯔꯛꯂꯤꯕ ꯋꯥꯈꯜꯂꯣꯜ ꯑꯗꯨ ꯋꯥꯌꯦꯜꯁꯪꯒꯤ ꯔꯨꯂꯤꯡ ꯀꯌꯥꯅꯁꯨ ꯆꯨꯝꯃꯤ ꯍꯥꯏꯅ ꯌꯥꯊꯪ ꯇꯥꯕ ꯀꯌꯥ ꯌꯥꯎꯈꯤ꯫ ꯖꯨꯟ ꯗꯒꯤ ꯒꯦꯁꯠꯅ ꯃꯥꯏꯀ꯭ꯔꯣꯁꯣꯐ꯭ꯇ ꯇ ꯉꯥꯏꯍꯥꯛ ꯉꯥꯏꯍꯥꯛꯀꯤ ꯑꯣꯏꯅ ꯈꯛꯇꯃꯛ (ꯃꯇꯝ ꯈꯔ) ꯃꯤꯠꯌꯦꯡ ꯆꯪꯂꯝꯃꯤ ꯑꯗꯨꯒ ꯃꯍꯥꯛꯀꯤ ꯃꯄꯨꯡ ꯑꯣꯏꯕ ꯃꯇꯝ ꯑꯃꯗꯤ ꯊꯕꯛꯁꯤꯡꯗꯤ ꯃꯍꯥꯛ ꯑꯃꯗꯤ ꯃꯥꯒꯤ ꯂꯣꯏꯅꯕꯤ ꯃꯦꯂꯤꯟꯗꯥ ꯒꯦꯠꯁꯅ ꯏꯪ ꯗ ꯂꯤꯡꯈꯠꯈꯤꯕ ꯂꯟꯅꯥꯏ ꯆꯦꯔꯤꯇꯦꯕꯜ ꯐꯥꯎꯟꯗꯦꯁꯟ ꯑꯣꯏꯔꯤꯕ ꯕꯤꯜ ꯃꯦꯂꯤꯟꯗꯥ ꯒꯦꯠꯁ ꯐꯥꯎꯟꯗꯦꯁꯟꯗ ꯊꯝꯂꯝꯃꯤ꯫ ꯐꯦꯕꯔꯋꯥꯔꯤ ꯗ ꯃꯥꯏꯀ꯭ꯔꯣꯁꯣꯐ꯭ꯇ ꯀꯤ ꯕꯣꯔ꯭ꯗ ꯑꯣꯐ ꯗꯤꯔꯦꯛꯇꯔꯁꯇꯒꯤ ꯇꯣꯛꯂꯦ ꯑꯗꯨꯅ ꯅꯧꯅ ꯁꯤ ꯏ ꯑꯣ ꯈꯜꯂꯕ ꯁꯇ꯭ꯌꯅꯥꯗꯦꯜꯂꯥꯕꯨ ꯃꯇꯦꯡ ꯄꯥꯡꯅꯕ ꯃꯍꯥꯛꯅ ꯇꯦꯀꯅꯣꯂꯣꯖꯤ ꯑꯦꯗꯚꯥꯏꯖꯔ ꯍꯥꯏꯕ ꯑꯅꯧꯕ ꯐꯝ ꯑꯁꯤ ꯄꯥꯏꯔꯦ꯫ ꯃꯥꯔꯆ ꯗ ꯒꯦꯠꯁꯅ ꯃꯥꯏꯀ꯭ꯔꯣꯁꯣꯐ꯭ꯇ ꯑꯃꯗꯤ ꯕꯔꯛꯁꯥꯏ꯭ꯔ ꯍꯥꯊꯋꯦꯗ ꯕꯣꯔ꯭ꯗꯀꯤ ꯐꯝ ꯄꯨꯝꯅꯃꯛ ꯊꯥꯗꯣꯛꯂꯒ ꯃꯍꯧꯁꯥꯒꯤ ꯑꯀꯣꯏꯕꯒꯤ ꯐꯤꯚꯝ ꯍꯣꯡꯂꯛꯄ, ꯃꯥꯂꯦꯝꯒꯤ ꯍꯛꯁꯦꯜꯒꯤ ꯐꯤꯚꯝ, ꯆꯥꯎꯈꯠ ꯊꯧꯔꯥꯡ ꯑꯃꯗꯤ ꯃꯍꯩ ꯃꯁꯤꯡ ꯌꯥꯎꯅ ꯂꯝ ꯀꯌꯥꯗ ꯃꯤꯌꯥꯝꯒꯤ ꯃꯇꯦꯡ ꯄꯥꯡꯅꯅꯕ ꯊꯧꯔꯥꯡꯁꯤꯡꯗ ꯃꯥꯏ ꯑꯣꯟꯁꯤꯟꯈꯤ꯫ ꯍꯧꯅ ꯐꯣꯔꯕ꯭ꯁ ꯀꯤ ꯃꯥꯂꯦꯝꯒꯤ ꯈ꯭ꯋꯥꯏꯗꯒꯤ ꯃꯔꯜ ꯃꯊꯨꯝ ꯂꯩꯕ ꯃꯤꯁꯤꯡꯒꯤ ꯄꯔꯤꯡꯗ ꯕꯤꯜ ꯒꯦꯠꯁ ꯌꯥꯎꯗꯨꯅ ꯂꯥꯛꯂꯤ꯫ ꯐꯥꯎꯕꯗ ꯐꯥꯎꯕꯁꯤ ꯅꯠꯇꯅ ꯆꯍꯤ ꯈꯨꯗꯤꯡꯒꯤ ꯃꯥꯂꯦꯝꯒꯤ ꯈ꯭ꯋꯥꯏꯗꯒꯤ ꯏꯅꯥꯛ ꯈꯨꯟꯕ ꯃꯤꯁꯤꯡꯒꯤ ꯐꯣꯔꯕ꯭ꯁꯅ ꯁꯦꯝꯕ ꯄꯔꯤꯡꯗ ꯃꯍꯥꯛ ꯃꯀꯣꯛ ꯊꯣꯡꯗꯨꯅ ꯂꯥꯛꯂꯤ꯫ ꯑꯣꯛꯇꯣꯕꯔ ꯗ ꯃꯥꯂꯦꯝꯒꯤ ꯈꯋꯥ꯭ꯏꯗꯒꯤ ꯃꯃꯜ ꯂꯩꯕ ꯃꯤꯒꯤ ꯄꯔꯤꯡ ꯑꯁꯤꯗ ꯃꯍꯥꯛꯄꯨ ꯑꯃꯥꯖꯣꯟꯒꯤ ꯐꯥꯎꯟꯗꯔ ꯑꯃꯗꯤ ꯁꯤꯏꯑꯣ ꯖꯦꯐ ꯕꯦꯖꯣꯁꯅ ꯇꯨꯡꯑꯣꯏꯟꯗꯨꯅ ꯊꯅꯝꯈꯤ꯫ ꯃꯍꯥꯛꯀꯤ ꯄꯨꯟꯁꯤ ꯈꯣꯡꯆꯠꯀꯤ ꯃꯈꯥ ꯆꯠꯊꯔꯛꯞ ꯑꯣꯏꯅ ꯃꯥꯏꯀ꯭ꯔꯣꯁꯣꯐ꯭ꯇꯀꯤ ꯊꯕꯛ ꯑꯌꯥꯝꯕ ꯊꯥꯗꯣꯛꯂꯒ ꯒꯣꯠꯁ꯭ꯅ ꯇꯣꯉꯥꯟ ꯇꯣꯉꯥꯟꯕ ꯂꯜꯂꯣꯟ ꯏꯇꯤꯛ ꯀꯌꯥꯗ ꯑꯃꯗꯤ ꯃꯤꯑꯣꯏꯕ ꯈꯨꯟꯅꯥꯏꯗ ꯃꯇꯦꯡ ꯄꯥꯡꯕꯒꯤ ꯊꯕꯛꯁꯤꯡꯗ ꯍꯦꯟꯅ ꯄꯨꯛꯅꯤꯡ ꯆꯪꯈꯤ꯫ ꯃꯍꯥꯛ ꯇꯣꯉꯥꯟ ꯇꯣꯉꯥꯟꯕ ꯀꯝꯄꯦꯅꯤ ꯀꯌꯥꯒꯤ ꯐꯥꯎꯟꯗꯔ ꯑꯃꯗꯤ ꯆꯦꯌꯔꯃꯦꯟ ꯑꯣꯏꯈꯤ꯫